ꯁꯥꯏꯟꯇꯤꯐꯤꯛ ꯑꯣꯏꯕ ꯃꯑꯣꯡꯗ ꯐꯣꯡꯗꯣꯛꯄꯒꯤ ꯃꯇꯥꯡꯗ ꯄꯥꯔꯁꯤꯃꯣꯅꯤꯒꯤ ꯄ꯭ꯔꯤꯟꯁꯤꯄꯜ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯑꯣꯛꯀꯝꯒꯤ ꯔꯦꯖꯔ ꯍꯥꯏꯅ ꯈꯪꯅꯕꯥ ꯄꯥꯔꯁꯤꯃꯣꯅꯤꯒꯤ ꯄ꯭ꯔꯤꯟꯁꯤꯄꯜ ꯑꯁꯤ ꯀꯝꯄꯤꯇꯤꯇꯤꯕ ꯍꯥꯏꯄꯣꯇꯦꯁꯤꯁꯁꯤꯡꯒꯤ ꯃꯔꯛꯇꯥ ꯈ꯭ꯋꯥꯏꯗꯒꯤ ꯅꯦꯝꯕꯥ ꯑꯦꯁ꯭ꯄꯤꯔꯦꯁꯟꯁꯤꯡ ꯂꯩꯕ ꯑꯗꯨ ꯈꯟꯒꯗꯕꯅꯤ ꯅꯠꯇꯔꯒ ꯃꯃꯥꯡꯗꯥ ꯄꯤꯒꯗꯕꯅꯤ ꯍꯥꯏꯅꯥ ꯐꯣꯡꯗꯣꯛꯂꯤꯕꯥ ꯄ꯭ꯔꯣꯕ꯭ꯂꯦꯝ ꯁꯣꯜꯕ ꯇꯧꯕꯥ ꯄ꯭ꯔꯤꯟꯁꯤꯄꯜ ꯑꯃꯅꯤ꯫ ꯁꯥꯏꯟꯇꯤꯐꯤꯛ ꯑꯣꯏꯕꯥ ꯃꯑꯣꯡꯗ ꯐꯣꯡꯗꯣꯛꯄꯒꯤ ꯋꯥꯐꯝꯗꯥ, ꯃꯁꯤꯒꯤ ꯄ꯭ꯔꯤꯟꯁꯤꯄꯜ ꯑꯁꯤ ꯑꯌꯥꯝꯕꯅꯥ ꯑꯀꯛꯅꯕꯥ ꯐꯤꯚꯝ ꯑꯃꯒꯤ ꯃꯇꯥꯡꯗꯥ ꯃꯁꯤꯡ ꯌꯥꯝꯂꯕꯥ ꯀꯝꯄꯤꯇꯤꯇꯤꯕ ꯊꯤꯑꯣꯔꯤꯁꯤꯡ ꯅꯠꯇꯔꯒꯥ ꯑꯦꯛꯁꯞꯂꯦꯅꯦꯁꯟꯁꯤꯡꯒꯤ ꯃꯔꯛꯇꯥ ꯈꯟꯕꯗꯥ ꯁꯤꯖꯤꯟꯅꯩ꯫ ꯄꯥꯔꯁꯤꯃꯣꯅꯤꯒꯤ ꯄ꯭ꯔꯤꯟꯁꯤꯄꯜꯒꯤ ꯃꯇꯨꯡ ꯏꯟꯅꯥ, ꯂꯩꯔꯤꯕ ꯗꯦꯇꯥ ꯑꯗꯨ ꯁꯟꯗꯣꯛꯅ ꯇꯥꯛꯄꯗ ꯑꯅꯤ ꯅꯠꯇꯔꯒꯥ ꯑꯃꯗꯒꯤ ꯍꯦꯟꯕꯥ ꯑꯦꯛꯁꯄꯂꯦꯅꯦꯁꯟ ꯑꯗꯨ ꯆꯞ ꯃꯥꯟꯅꯅ ꯍꯩꯕꯥ ꯃꯇꯝꯗꯥ, ꯍꯦꯟꯅꯥ ꯂꯥꯏꯕ ꯑꯦꯛꯁꯄꯂꯦꯅꯦꯁꯟ ꯑꯗꯨ ꯍꯦꯟꯅ ꯅꯦꯝꯕ ꯅꯠꯇꯔꯒꯥ ꯍꯦꯟꯅꯥ ꯀꯝꯄꯤꯇꯤꯇꯤꯕ ꯑꯣꯏꯕꯥ ꯋꯥꯈꯜꯂꯣꯟꯁꯤꯡ ꯁꯦꯝꯕꯥ ꯑꯗꯨ ꯃꯍꯧꯁꯥꯅꯥ ꯍꯦꯟꯅꯥ ꯄꯥꯝꯃꯤ꯫ ꯃꯔꯃꯗꯤ ꯍꯦꯟꯅꯥ ꯏꯆꯝ ꯆꯝꯕꯥ ꯑꯦꯛꯁꯄꯂꯦꯅꯦꯁꯟꯁꯤꯡ ꯑꯁꯤ ꯃꯈꯣꯏꯒꯤ ꯍꯦꯟꯅꯥ ꯀꯝꯄꯂꯦꯛꯁ ꯑꯣꯏꯕꯥ ꯃꯔꯨꯄꯁꯤꯡꯗꯒꯤ ꯍꯦꯟꯅꯥ ꯇꯦꯁꯠ ꯇꯧꯕꯥ ꯌꯥꯕꯥ, ꯑꯃꯁꯨꯡ ꯃꯔꯝ ꯑꯁꯤꯅꯥ ꯍꯦꯟꯅꯥ ꯑꯔꯥꯟꯕꯥ ꯑꯣꯏꯕꯥ ꯌꯥꯏ꯫ ꯃꯁꯤꯒꯤ ꯃꯊꯛꯇꯥ, ꯍꯦꯟꯅꯥ ꯂꯥꯏꯕꯥ ꯑꯦꯛꯁꯄꯂꯦꯅꯦꯁꯟꯁꯤꯡ ꯑꯁꯤ ꯑꯌꯥꯝꯕꯅꯥ ꯍꯦꯟꯅꯥ ꯏꯂꯤꯖꯦꯟꯇ ꯑꯣꯏ, ꯍꯦꯟꯅꯥ ꯐꯖꯅ ꯈꯪꯖꯤꯟꯕꯗꯥ ꯂꯥꯏꯕ ꯑꯃꯁꯨꯡ ꯑꯁꯣꯏꯕꯥ ꯅꯠꯇꯔꯒꯥ ꯈꯦꯠꯅꯕꯥ ꯂꯩꯇꯕꯥ ꯌꯥꯏ꯫ ꯑꯗꯨꯝ ꯑꯣꯏꯅꯃꯛ, ꯃꯁꯤ ꯌꯥꯝꯅꯥ ꯃꯔꯨꯑꯣꯏꯅꯥ ꯈꯪꯖꯤꯅꯕ ꯌꯥꯏ ꯃꯗꯨꯗꯤ ꯄꯥꯔꯁꯤꯃꯣꯅꯤꯒꯤ ꯄ꯭ꯔꯤꯟꯁꯤꯄꯜ ꯑꯁꯤ ꯀꯝꯄꯤꯇꯤꯇꯤꯕ ꯑꯦꯛꯁꯄꯂꯦꯅꯦꯁꯟꯁꯤꯡꯒꯤ ꯃꯔꯛꯇꯥ ꯈꯟꯕꯒꯤ ꯂꯦꯞꯄꯥ ꯂꯩꯇꯕꯥ ꯅꯤꯌꯝ ꯑꯃꯅꯤ꯫ ꯀꯔꯤꯒꯨꯝꯕꯥ ꯃꯇꯝꯗꯥ, ꯍꯦꯟꯅꯥ ꯀꯝꯄꯤꯇꯤꯇꯤꯕ ꯑꯣꯏꯕꯥ ꯑꯦꯛꯁꯄꯂꯦꯟ ꯑꯃꯥ ꯑꯆꯨꯝꯕꯥ ꯑꯣꯏꯔꯛꯄꯥ ꯌꯥꯏ꯫ ꯃꯗꯨꯒꯤ ꯃꯍꯨꯠꯇꯥ, ꯄꯥꯔꯁꯤꯃꯣꯅꯤꯒꯤ ꯄ꯭ꯔꯤꯟꯁꯤꯄꯜ ꯑꯁꯤꯅ ꯀꯥꯟꯅꯕ ꯍꯤꯎꯔꯤꯁꯇꯤꯛ ꯑꯃꯥ ꯑꯣꯏꯅꯥ ꯊꯕꯛ ꯇꯧꯏ, ꯃꯁꯤꯅꯥ ꯁꯥꯏꯟꯇꯤꯁꯇꯁꯤꯡꯕꯨ ꯍꯦꯟꯅꯥ ꯃꯍꯩ ꯌꯥꯜꯂꯕꯥ ꯑꯃꯁꯨꯡ ꯄꯣꯠꯊꯣꯛ ꯂꯩꯕꯥ ꯏꯟꯀꯕꯥꯔꯤꯒꯤ ꯂꯝꯕꯤꯁꯤꯡ ꯑꯣꯏꯕ ꯌꯥꯕ ꯑꯦꯛꯁꯄꯂꯦꯅꯦꯁꯟꯁꯤꯡꯒꯤ ꯃꯥꯏꯀꯩꯗꯥ ꯂꯝꯖꯤꯡꯏ꯫ ꯍꯦꯟꯅꯥ ꯑꯀꯨꯞꯄꯥ ꯃꯔꯣꯂꯒꯤꯗꯃꯛ ꯋꯥꯍꯩ ꯑꯁꯤ ꯄꯥꯛꯊꯣꯛ ꯆꯥꯎꯊꯣꯛꯍꯟꯕꯤꯌꯨ꯫ ꯃꯍꯥꯛꯅꯥ ꯃꯇꯦꯡ ꯄꯥꯡꯅꯕꯥ ꯍꯥꯏꯖꯈꯤ꯫ ꯃꯍꯥꯛꯅꯥ ꯈꯨꯠ ꯊꯥꯔꯛꯈꯤ ꯑꯃꯁꯨꯡ ꯃꯇꯦꯡ ꯄꯥꯡꯅꯕꯥ ꯍꯥꯏꯖꯈꯤ ꯃꯔꯝꯗꯤ ꯃꯍꯥꯛꯅꯥ ꯋꯥꯈꯜ ꯋꯥꯕꯥ ꯍꯧꯔꯛꯈꯤ ꯑꯃꯁꯨꯡ ꯃꯍꯥꯛꯅꯥ ꯊꯦꯡꯅꯔꯤꯕꯥ ꯁꯃꯁ꯭ꯌꯥ ꯑꯁꯤ ꯀꯣꯛꯍꯟꯅꯕꯥ ꯁꯄꯣꯔꯠ ꯃꯊꯧ ꯇꯥꯈꯤ꯫ ꯃꯈꯥꯒꯤ ꯄꯦꯔꯥꯒ꯭ꯔꯥꯐ ꯑꯁꯤ ꯋꯥꯍꯩ ꯌꯥꯡꯈꯩꯗꯒꯤ ꯇꯥꯗꯅꯥ ꯁꯟꯗꯣꯛꯅꯥ ꯇꯥꯛꯄꯤꯌꯨ: "ꯂꯤꯑꯣꯅꯥꯔꯗꯣ ꯗꯥ ꯚꯤꯟꯁꯤ ꯑꯁꯤ ꯑꯥꯔꯇꯤꯁꯠ, ꯏꯟꯚꯦꯟꯇꯔ ꯑꯃꯁꯨꯡ ꯁꯥꯏꯟꯇꯤꯁꯠ ꯑꯃꯥ ꯑꯣꯏꯅꯥ ꯈꯪꯅꯤ꯫ ꯃꯍꯥꯛꯅꯥ ꯃꯃꯤꯡ ꯂꯩꯔꯕꯥ ꯃꯣꯅꯥ ꯂꯤꯁꯥ ꯑꯃꯁꯨꯡ ꯗ ꯂꯥꯁ꯭ꯠ ꯁꯨꯄꯥꯔꯒꯤ ꯄꯦꯟꯇꯤꯡ ꯇꯧꯈꯤ, ꯑꯃꯁꯨꯡ ꯍꯦꯂꯤꯀꯣꯞꯇꯔ ꯑꯃꯁꯨꯡ ꯇꯦꯉ꯭ꯛꯒꯨꯝꯕꯥ ꯏꯅꯚꯦꯟꯁꯟ ꯀꯌꯥ ꯑꯃꯁꯨ ꯗꯤꯖꯥꯏꯟ ꯇꯧꯈꯤ꯫ ꯃꯍꯥꯛꯅꯥ꯫ ꯃꯥꯁ꯭ꯇꯔ ꯗ꯭ꯔꯥꯐꯇꯁꯃꯦꯟ, ꯁ꯭ꯀꯥꯂꯄꯆꯥꯔ ꯑꯃꯁꯨꯡ ꯑꯦꯅꯥꯇꯣꯃꯤꯁꯠ ꯑꯃꯥ ꯑꯣꯏꯔꯝꯃꯤ꯫" ꯂꯤꯑꯣꯅꯥꯔꯗꯣ ꯗꯥ ꯚꯤꯟꯁꯤ ꯑꯁꯤ ꯑꯥꯔꯇꯤꯁꯠ, ꯁꯥꯏꯟꯇꯤꯁꯠ ꯑꯃꯁꯨꯡ ꯏꯟꯚꯦꯟꯇꯔ ꯑꯃꯅꯤ, ꯃꯍꯥꯛꯅꯥ ꯃꯣꯅꯥ ꯂꯤꯁꯥ ꯑꯃꯁꯨꯡ ꯗ ꯂꯥꯁꯠ ꯁꯄꯥꯔꯒꯤ ꯄꯦꯟꯇꯤꯡ ꯇꯧꯕꯇꯥ ꯅꯠꯇꯅꯥ ꯍꯦꯂꯤꯀꯣꯞꯇꯔ ꯑꯃꯁꯨꯡ ꯇꯦꯡꯀ ꯌꯥꯎꯅ ꯏꯟꯚꯦꯟꯁꯟꯁꯤꯡ ꯗꯤꯖꯥꯏꯟ ꯇꯧꯈꯤ꯫ ꯃꯍꯥꯛ ꯍꯩꯊꯣꯏ-ꯁꯤꯡꯊꯣꯏꯔꯕꯥ ꯗ꯭ꯔꯥꯐ꯭ꯇꯃꯦꯟ, ꯁ꯭ꯀꯥꯂꯄꯆꯥꯔ ꯑꯃꯁꯨꯡ ꯑꯦꯅꯥꯇꯣꯃꯤꯁꯠ ꯑꯃꯁꯨ ꯑꯣꯏꯔꯝꯃꯤ꯫ ꯄꯣꯂꯤꯅꯣꯃꯤꯑꯦꯜꯁꯤꯡ ꯍꯥꯏꯕꯁꯤ ꯀꯔꯤꯅꯣ ꯍꯥꯏꯕꯗꯨ ꯁꯟꯗꯣꯛꯅꯥ ꯇꯥꯛꯄꯤꯌꯨ꯫ ꯄꯣꯂꯤꯅꯣꯃꯤꯑꯦꯜꯁꯤꯡ ꯑꯁꯤ ꯑꯦꯗꯤꯁꯟ, ꯁꯕꯇꯔꯦꯛꯁꯟ, ꯑꯃꯁꯨꯡ ꯃꯜꯇꯤꯄꯂꯦꯁꯅꯒꯤ ꯑꯣꯄꯔꯦꯁꯟ ꯈꯛꯇꯃꯛ ꯁꯤꯖꯤꯟꯅꯗꯨꯅꯥ ꯚꯦꯔꯤꯑꯦꯕꯜꯁꯤꯡ ꯑꯃꯁꯨꯡ ꯀꯣꯑꯣꯐꯤꯁꯤꯑꯦꯟꯁꯤꯁꯤꯡ ꯄꯨꯟꯅꯥ ꯌꯥꯎꯕꯥ ꯃꯦꯊꯃꯦꯇꯤꯀꯦꯜ ꯑꯦꯛꯁꯞꯔꯦꯁꯟꯁꯤꯡꯅꯤ, ꯑꯃꯁꯨꯡ ꯚꯦꯔꯤꯑꯦꯕꯜꯁꯤꯡꯒꯤ ꯅꯟ-ꯅꯦꯒꯦꯇꯤꯕ ꯏꯟꯇꯤꯖꯔ ꯑꯦꯛꯁꯄꯣꯅꯦꯟꯇꯁꯤꯡꯅꯤ꯫ ꯍꯦꯟꯅꯥ ꯂꯥꯏꯕꯥ ꯋꯥꯍꯟꯊꯣꯛ ꯑꯃꯗꯥ ꯍꯥꯏꯔꯕꯗꯥ, ꯃꯁꯤ ꯄꯥꯋꯔ ꯑꯃꯗꯥ ꯋꯥꯡꯈꯠꯄꯥ ꯀꯟꯁꯇꯦꯟꯇ ꯅꯠꯇꯔꯒꯥ ꯚꯦꯔꯤꯑꯦꯕꯜ ꯑꯣꯏꯕꯥ ꯃꯁꯤꯡ ꯌꯥꯝꯂꯕꯥ ꯇꯔꯃꯁꯤꯡꯅꯥ ꯁꯦꯝꯕꯥ ꯃꯦꯊꯃꯦꯇꯤꯀꯦꯜ ꯏꯀ꯭ꯌꯨꯏꯌꯔ ꯑꯃꯅꯤ꯫ ꯄꯣꯂꯤꯅꯣꯃꯤꯑꯦꯜꯁꯤꯡꯗꯥ ꯇꯔꯝ ꯃꯁꯤꯡ ꯀꯌꯥ ꯂꯩꯕꯥ ꯌꯥꯏ ꯑꯃꯁꯨꯡ ꯃꯈꯜ ꯀꯌꯥꯒꯤ ꯃꯑꯣꯡꯁꯤꯡ ꯂꯧꯕꯥ ꯌꯥꯏ꯫ ꯄꯣꯂꯤꯅꯣꯃꯤꯑꯦꯂꯁꯤꯡ ꯑꯁꯤ ꯃꯤꯁꯤꯡ ꯍꯦꯟꯒꯠꯂꯛꯄꯥ, ꯐꯤꯖꯤꯀꯦꯜ ꯁꯤꯁꯇꯦꯝꯁꯤꯡꯒꯤ ꯂꯝꯆꯠ-ꯁꯥꯖꯠ ꯅꯠꯇꯔꯒꯥ ꯁ꯭ꯇꯣꯛꯀꯤ ꯃꯃꯜ ꯍꯣꯡꯂꯀꯄꯥ ꯑꯁꯤꯅꯆꯤꯡꯕꯥ ꯔꯤꯑꯦꯜ-ꯋꯥꯔꯜꯗ ꯐꯤꯚꯝꯁꯤꯡꯒꯤ ꯄꯥꯛ-ꯆꯥꯎꯔꯕꯥ ꯔꯦꯟꯖ ꯑꯃ ꯃꯣꯗꯦꯜ ꯇꯧꯕꯗ ꯁꯤꯖꯤꯟꯅꯕꯥ ꯌꯥꯏ꯫।